ꯃꯤꯇꯩꯒꯤ ꯐꯨꯡꯒꯥꯋꯥꯔꯤ ꯍꯧꯒꯠꯂꯛꯄꯗ ꯍꯌꯥ ꯆꯛ ꯀꯧꯕ ꯃꯇꯝ ꯑꯃꯗ ꯅꯤꯡꯊꯧ ꯁꯦꯟꯇ꯭ꯔꯦꯡ ꯑꯄꯥꯟꯕꯅ ꯊꯥꯢꯅꯒꯤ ꯀꯡꯂꯩꯄꯥꯛ (ꯉꯜꯂꯤꯉꯩꯒꯤ ꯃꯅꯤꯄꯨꯔ) ꯒꯤ ꯂꯝ ꯑꯗꯨ ꯂꯩꯉꯥꯛꯂꯝꯃꯤ꯫ ꯅꯤꯡꯊꯧꯒꯤ ꯃꯀꯣꯛ ꯑꯣꯏꯔꯤꯕ ꯃꯤꯑꯣꯏꯁꯤꯡꯒꯤ ꯃꯅꯨꯡꯗ ꯑꯃ ꯑꯣꯏꯔꯤꯕ ꯈꯨꯂꯦꯟ ꯉꯥꯟꯕꯒꯤ ꯑꯐꯕ ꯅꯨꯄꯤ ꯑꯅꯤ ꯂꯩꯈꯤ, ꯃꯈꯣꯏꯁꯤꯡ ꯑꯗꯨꯗꯤ ꯌꯥꯡꯈꯨꯂꯩꯃ ꯀꯧꯕꯤ (ꯌꯥꯡꯈꯨꯔꯩꯃ, ꯌꯥꯏꯕꯤꯔꯩꯃ ꯅꯠꯇ꯭ꯔꯒ ꯌꯥꯏꯄꯤꯂꯩꯃ ꯍꯥꯢꯅꯁꯨ ꯈꯪꯅꯕ) ꯅꯨꯄꯤ ꯑꯍꯜ ꯑꯃꯁꯨꯡ ꯁꯪꯈꯨꯂꯩꯃ ꯀꯧꯕꯤ (ꯁꯪꯈꯨꯔꯩꯃ ꯍꯥꯢꯅꯁꯨ ꯈꯪꯅꯕ) ꯅꯨꯄꯤ ꯑꯇꯣꯝꯕꯤꯅꯤ꯫ ꯅꯨꯄꯤ ꯑꯍꯜ ꯑꯗꯨꯒꯤ ꯁꯟꯗ꯭ꯔꯦꯝꯕꯤ (ꯁꯅꯔꯦꯝꯕꯤ) ꯀꯧꯕꯤ ꯃꯆꯥꯅꯨꯄꯤ ꯑꯃ ꯂꯩꯈꯤ (ꯋꯥꯔꯤ ꯑꯁꯤꯒꯤ ꯑꯇꯣꯞꯄ ꯃꯑꯣꯡ ꯑꯃꯗ ꯃꯆꯥꯅꯨꯄꯥꯑꯣꯢꯕꯁꯨ ꯂꯩ) ꯑꯃꯁꯨꯡ ꯑꯇꯣꯝꯕꯤ ꯅꯨꯄꯤ ꯑꯗꯨꯒꯤ ꯆꯁ꯭ꯔꯥ (ꯆꯩꯁ꯭ꯔꯥ ꯍꯥꯢꯅꯁꯨ ꯈꯪꯅꯕ) ꯀꯧꯕꯤ ꯃꯆꯥꯅꯨꯄꯤ ꯑꯃꯈꯛ ꯂꯩꯈꯤ꯫ ꯃꯃꯤꯡ ꯂꯩꯔꯕ ꯈꯨꯂꯦꯟ ꯉꯥꯟꯕ ꯃꯇꯝ ꯈꯔꯒꯤ ꯃꯇꯨꯡꯗ ꯂꯩꯈꯤꯗꯦ꯫ ꯃꯔꯝ ꯑꯁꯤꯅ ꯂꯨꯈ꯭ꯔꯥꯕꯤ ꯑꯅꯤ ꯑꯗꯨꯅ ꯃꯅꯥ-ꯃꯁꯤꯡ ꯑꯃꯗꯤ ꯁꯤꯂꯦꯝꯄꯥꯠꯇꯒꯤ (ꯁꯤꯂꯦꯝꯒꯤ ꯄꯨꯈ꯭ꯔꯤ) ꯐꯥꯕ ꯉꯥꯁꯤꯡ ꯀꯩꯊꯦꯜꯗ ꯌꯣꯟꯗꯨꯅ ꯍꯤꯡꯅꯕ ꯆꯔꯥ ꯇꯥꯟꯈꯤ꯫ ꯂꯨꯈ꯭ꯔꯥꯕꯤ ꯑꯇꯣꯝꯕꯤ ꯑꯗꯨꯅ ꯂꯨꯈ꯭ꯔꯥꯕꯤ ꯑꯍꯜ ꯑꯗꯨꯕꯨ ꯆꯥꯛꯆꯔꯝꯃꯤ꯫ ꯃꯔꯝ ꯑꯁꯤꯅ ꯃꯍꯥꯛꯅ ꯃꯇꯝ ꯄꯨꯝꯅꯃꯛꯇ ꯅꯨꯄꯤ ꯑꯍꯜ ꯑꯗꯨꯕꯨ ꯁꯣꯛꯍꯟꯅꯕ ꯄꯥꯝꯕꯩꯁꯤꯡ ꯊꯤꯗꯨꯅ ꯂꯩ꯫ ꯅꯣꯡꯃꯗꯤ ꯅꯣꯡꯗꯝꯕꯅ ꯇꯝꯗꯅ ꯅꯨꯄꯤ ꯑꯍꯜ ꯑꯗꯨꯅ ꯉꯥ ꯃꯌꯥꯝ ꯐꯥꯈꯤ ꯑꯗꯨꯕꯨ ꯅꯨꯄꯤ ꯑꯇꯣꯝꯕꯤ ꯑꯗꯨꯅꯗꯤ ꯉꯥ ꯑꯃꯠꯇ ꯐꯥꯈꯤꯗꯦ, ꯂꯤꯟ ꯑꯃꯁꯨꯡ ꯊꯦꯡꯒꯨꯅꯆꯤꯡꯕ ꯈꯔ ꯐꯥꯈꯤ꯫ ꯂꯨꯈ꯭ꯔꯥꯕꯤ ꯅꯨꯄꯤ ꯑꯅꯤꯃꯛꯅ ꯍꯩꯕꯣꯡ ꯄꯥꯝꯕꯤ ꯑꯃꯒꯤ ꯃꯈꯥꯗ ꯄꯣꯊꯥꯔꯤꯉꯩ ꯃꯇꯝꯗ ꯂꯨꯈ꯭ꯔꯥꯕꯤ ꯑꯇꯣꯝꯕꯤ ꯑꯗꯨꯅ ꯅꯨꯄꯤ ꯑꯍꯜꯕꯨ ꯅꯣꯡꯗꯝꯕꯅ ꯆꯥꯟꯕꯤꯗꯨꯅ ꯉꯥ ꯃꯌꯥꯝ ꯐꯥꯈꯤꯕꯗꯨ ꯁꯥꯎꯈꯤ ꯑꯃꯁꯨꯡ ꯃꯍꯥꯛꯄꯨ ꯍꯥꯠꯅꯕ ꯊꯧꯔꯥꯡ ꯑꯃ ꯁꯦꯝꯈꯤ꯫ ꯑꯁꯨꯝ ꯇꯧꯗꯨꯅ ꯅꯍꯥ ꯑꯣꯏꯔꯤꯕ ꯅꯨꯄꯤ ꯑꯗꯨꯅ ꯎꯍꯩ ꯈꯔ ꯍꯦꯛꯅꯕ ꯍꯩꯕꯣꯡ ꯄꯥꯝꯕꯤ ꯑꯗꯨꯗ ꯀꯥꯈꯤ꯫ ꯃꯍꯥꯛꯅ ꯍꯦꯛꯇꯠꯂꯕ ꯍꯩꯕꯣꯡꯒꯤ ꯎꯍꯩꯁꯤꯡ ꯑꯗꯨ ꯅꯨꯄꯤ ꯑꯍꯜ ꯑꯗꯨꯗ ꯑꯃ ꯑꯅꯤꯔꯛ ꯊꯥꯗꯈꯤ ꯑꯃꯗꯤ ꯑꯍꯜ ꯑꯗꯨꯅ ꯌꯥꯝꯅ ꯍꯥꯎꯅ ꯆꯥꯈꯤ꯫ ꯑꯔꯣꯢꯕꯗ, ꯅꯍꯥ ꯑꯣꯢꯔꯤꯕꯤ ꯅꯨꯄꯤ ꯑꯗꯨꯅ ꯅꯨꯄꯤ ꯑꯍꯜ ꯑꯗꯨꯕꯨ ꯃꯍꯥꯛꯀꯤ ꯃꯃꯤꯠ ꯈꯨꯝꯁꯤꯟꯍꯟꯈꯤ ꯑꯃꯁꯨꯡ ꯃꯍꯥꯛꯀꯤ ꯃꯌꯥ ꯑꯗꯨ ꯂꯥꯎꯅ ꯀꯥꯗꯣꯛꯇꯨꯅ ꯃꯍꯥꯛꯅ ꯊꯥꯊꯔꯛꯀꯗꯧꯔꯤꯕ ꯈ꯭ꯋꯥꯢꯗꯒꯤ ꯃꯍꯥꯎ ꯂꯩꯕ ꯎꯍꯩ ꯑꯗꯨ ꯉꯥꯢꯌꯨ ꯍꯥꯢꯈꯤ꯫ ꯃꯗꯨꯒꯤ ꯃꯇꯨꯡꯗ ꯅꯍꯥ ꯑꯣꯢꯔꯤꯕꯤ ꯅꯨꯄꯤ ꯑꯗꯨꯅ ꯃꯍꯥꯛꯀꯤ ꯉꯥꯒꯤ ꯄꯣꯂꯥꯡꯗꯒꯤ ꯂꯤꯟꯁꯤꯡ ꯑꯗꯨ ꯍꯩꯊꯔꯛꯈꯤ꯫ ꯂꯥꯢꯕꯛ ꯊꯤꯔꯕꯤ ꯅꯨꯄꯤ ꯑꯍꯜ ꯑꯗꯨꯅ ꯂꯤꯟꯁꯤꯡꯗꯨ ꯌꯣꯠꯁꯤꯟꯈꯤ ꯑꯃꯁꯨꯡ ꯂꯤꯟꯅ ꯆꯤꯛꯇꯨꯅ ꯈꯨꯗꯛꯇ ꯁꯤꯈꯤ꯫ ꯅꯍꯥ ꯑꯣꯢꯔꯤꯕꯤ ꯅꯨꯄꯤ ꯑꯗꯨꯅ ꯃꯈꯥꯗ ꯀꯨꯝꯊꯔꯛꯈꯤ ꯑꯃꯁꯨꯡ ꯅꯨꯄꯤ ꯑꯍꯜ ꯑꯗꯨꯒꯤ ꯁꯤꯔꯕ ꯍꯛꯆꯥꯡ ꯑꯗꯨ ꯄꯥꯠ ꯑꯗꯨꯒꯤ ꯂꯨꯔꯕ ꯏꯁꯤꯡꯗ ꯏꯟꯊꯈꯤ꯫ ꯑꯁꯤꯕ ꯍꯛꯆꯥꯡ ꯑꯗꯨ ꯊꯦꯡꯒꯨ ꯑꯃ ꯑꯣꯟꯈꯤ꯫ ꯃꯁꯤ ꯃꯤꯑꯣꯢ ꯑꯃꯠꯇꯅ ꯈꯡꯕ ꯉꯝꯈꯤꯗꯦ꯫ ꯅꯍꯥ ꯑꯣꯢꯔꯤꯕꯤ ꯅꯨꯄꯤ ꯑꯗꯨꯅ ꯂꯨꯈ꯭ꯔꯥꯕꯤ ꯅꯨꯄꯤ ꯑꯍꯜ ꯑꯗꯨꯅ ꯑꯋꯥꯕꯗ ꯇꯥꯗꯨꯅ ꯁꯤꯈꯤꯕ ꯑꯗꯨꯗꯤ ꯄꯥꯠ ꯑꯗꯨꯗ ꯏꯔꯥꯛꯅꯗꯨꯅ ꯂꯩꯈꯤꯗꯕꯅꯤ ꯍꯥꯢꯅ ꯃꯤꯑꯣꯏ ꯈꯨꯗꯤꯡꯃꯛꯄꯨ ꯍꯥꯏꯈꯤ꯫ ꯋꯥꯔꯤ ꯑꯁꯤꯒꯤ ꯑꯇꯣꯞꯄ ꯃꯑꯣꯡ ꯑꯃꯗ ꯅꯍꯥ ꯑꯣꯏꯔꯤꯕ ꯅꯨꯄꯤ ꯑꯗꯨꯅ ꯃꯤꯌꯥꯝꯗ ꯍꯥꯏꯔꯝꯃꯤ ꯃꯗꯨꯗꯤ ꯅꯨꯄꯤ ꯑꯍꯜ ꯑꯗꯨꯅ ꯌꯨꯝꯗ ꯍꯜꯂꯛꯄ ꯄꯥꯝꯈꯤꯗꯦ ꯑꯃꯁꯨꯡ ꯅꯨꯃꯤꯠ ꯇꯥꯗ꯭ꯔꯤꯐꯥꯎꯕ ꯃꯈꯥ ꯇꯥꯅ ꯉꯥ ꯐꯥꯅꯕ ꯂꯩꯍꯧꯈꯤ꯫ ꯑꯉꯥꯡ ꯑꯣꯢꯔꯤꯉꯩ ꯃꯇꯝ ꯃꯃꯥ ꯂꯩꯈꯤꯗ꯭ꯔꯕ ꯃꯇꯨꯡꯗ ꯂꯨꯈ꯭ꯔꯥꯕꯤ ꯑꯇꯣꯝꯕꯤ ꯑꯃꯁꯨꯡ ꯃꯍꯥꯛꯀꯤ ꯃꯆꯥꯅꯨꯄꯤ ꯆꯥꯢꯁ꯭ꯔꯥ (ꯆꯩꯁ꯭ꯔꯥ) ꯅ ꯁꯟꯗ꯭ꯔꯦꯝꯕꯤꯕꯨ (ꯁꯅꯔꯦꯝꯕꯤ) ꯑꯣꯠ-ꯅꯩꯕ ꯇꯧꯈꯤ꯫ ꯅꯣꯡꯃ ꯅꯨꯃꯤꯗꯥꯡ ꯑꯃ, ꯁꯟꯗ꯭ꯔꯦꯝꯕꯤꯅ ꯃꯃꯪꯗ ꯃꯍꯥꯛꯀꯤ ꯃꯃꯥꯕꯨ ꯎꯈꯤ ꯑꯃꯁꯨꯡ ꯃꯍꯥꯛꯅ ꯀꯔꯝꯅ ꯋꯥꯅꯥ ꯁꯤꯈꯤ ꯍꯥꯢꯕꯒꯤ ꯑꯆꯨꯝꯕ ꯋꯥꯐꯝ ꯑꯗꯨ ꯐꯣꯡꯗꯣꯛꯈꯤ꯫ ꯃꯍꯥꯛꯀꯤ ꯃꯃꯥꯅ ꯃꯍꯥꯛꯄꯨ ꯄꯥꯠ ꯑꯗꯨꯗꯒꯤ ꯊꯦꯡꯒꯨ ꯑꯗꯨ ꯄꯨꯔꯛꯅꯕ ꯑꯃꯁꯨꯡ ꯃꯃꯥꯗꯨꯅ ꯃꯤꯑꯣꯢꯕꯒꯤ ꯃꯁꯛ ꯑꯃꯨꯛ ꯍꯟꯅ ꯑꯣꯟꯊꯣꯛꯄ ꯉꯝꯅꯕ ꯂꯦꯞꯇꯅ ꯅꯨꯃꯤꯠ ꯃꯉꯥꯅꯤ ꯆꯐꯨ ꯑꯃꯒꯤ ꯃꯅꯨꯡꯗ ꯊꯝꯅꯕ ꯍꯥꯢꯈꯤ꯫ ꯁꯟꯗ꯭ꯔꯦꯝꯕꯤꯅ ꯃꯗꯨ ꯇꯧꯈꯤ ꯑꯗꯨꯕꯨ ꯅꯨꯃꯤꯠ ꯃꯉꯥꯅꯤ ꯂꯣꯢꯗ꯭ꯔꯤꯉꯩꯗ ꯆꯩꯁ꯭ꯔꯥꯅ ꯊꯦꯡꯒꯨ ꯑꯗꯨ ꯊꯦꯡꯅꯈꯤ ꯑꯃꯁꯨꯡ ꯃꯍꯥꯛꯅ ꯃꯍꯥꯛꯀꯤ ꯃꯃꯥꯗ ꯁꯟꯗ꯭ꯔꯦꯝꯕꯤꯗ ꯃꯍꯥꯛꯀꯤꯗꯃꯛ ꯊꯦꯡꯒꯨꯗꯨ ꯊꯣꯡꯍꯟꯅꯕ ꯍꯥꯢꯖꯈꯤ꯫ ꯃꯃꯥ ꯑꯇꯣꯝꯕꯤ ꯑꯗꯨꯅ ꯂꯥꯢꯕꯛ ꯊꯤꯔꯕꯤ ꯁꯟꯗ꯭ꯔꯦꯝꯕꯤꯕꯨ ꯅꯝꯐꯨꯗ ꯊꯦꯡꯒꯨ ꯑꯗꯨ ꯏꯁꯤꯡꯗ ꯁꯧꯍꯟꯈꯤ꯫